ꯄꯣꯠꯊꯣꯛ ꯑꯃꯒꯤ ꯀꯥꯟꯅꯕꯁꯤꯡ ꯑꯍꯨꯝ ꯂꯤꯁ꯭ꯠ ꯇꯧ꯫ ꯑꯦꯄꯜꯗꯒꯤ ꯂꯥꯛꯄ ꯑꯅꯧꯕ ꯁ꯭ꯃꯥꯔꯠꯋꯥꯆ ꯑꯁꯤ ꯑꯦꯄꯜ ꯋꯥꯆ ꯃꯤꯎꯖꯤꯛ ꯁ꯭ꯇ꯭ꯔꯤꯃꯤꯡ ꯁꯔꯚꯤꯁꯇ ꯊꯥ ꯇꯔꯨꯛꯀꯤ ꯐ꯭ꯔꯤ ꯑꯦꯛꯁꯦꯁ ꯂꯩꯕ ꯌꯥꯏ꯫ ꯁ꯭ꯃꯥꯔꯠꯋꯥꯆ ꯑꯁꯤꯅ ꯊꯥ ꯇꯔꯨꯛꯀꯤ ꯑꯣꯏꯅ ꯑꯦꯄꯜ ꯋꯥꯆ ꯃꯤꯎꯖꯤꯛ ꯁ꯭ꯇ꯭ꯔꯤꯃꯤꯡ ꯁꯔꯕꯤꯁ ꯐ꯭ꯔꯤ ꯑꯣꯏꯅ ꯐꯪꯍꯜꯂꯤ, ꯃꯁꯤꯅ ꯑꯗꯣꯝꯗ ꯑꯍꯦꯟꯕ ꯃꯃꯜ ꯑꯃꯠꯇ ꯌꯥꯎꯗꯅ ꯃ꯭ꯌꯨꯖꯤꯛꯀꯤ ꯑꯆꯧꯕ ꯈꯟꯒꯠꯂꯕ ꯈꯨꯗꯣꯡꯆꯥꯕ ꯑꯃ ꯄꯤꯔꯤ꯫ ꯃꯁꯤꯒꯤ ꯀꯥꯟꯅꯕ ꯑꯁꯤ ꯑꯅꯧꯕ ꯑꯦꯄꯜ ꯁ꯭ꯃꯥꯔꯠꯋꯥꯆ ꯃꯄꯨꯁꯤꯡꯒꯤꯗꯃꯛꯇ ꯈꯛꯇꯃꯛ ꯑꯣꯏꯔꯤ, ꯃꯁꯤꯅꯥꯃꯁꯤꯒꯤ ꯌꯨꯖꯔꯁꯤꯡꯗ ꯃꯈꯣꯏꯒꯤ ꯄꯣꯠꯆꯩ ꯁꯤꯖꯤꯟꯅꯕ ꯌꯥꯕꯥ ꯗꯤꯚꯥꯏꯁꯀꯤ ꯈꯨꯠꯊꯥꯡꯗ ꯑꯍꯦꯟꯕ ꯈꯨꯗꯣꯡꯆꯥꯕ ꯑꯃꯁꯨꯡ ꯅꯨꯡꯉꯥꯏꯕ ꯄꯤꯔꯤ꯫ ꯃꯁꯤꯒꯤ ꯐꯤꯆꯔ ꯑꯁꯤꯅ ꯌꯨꯖꯔꯁꯤꯡꯅ ꯄ꯭ꯔꯤꯃꯤꯌꯥꯝ ꯃ꯭ꯌꯨꯖꯤꯛ ꯁꯔꯚꯤꯁ ꯑꯃ ꯅꯨꯡꯉꯥꯏꯅ ꯂꯧꯕ ꯃꯇꯝꯗ ꯁꯦꯜ ꯀꯅꯕ ꯌꯥꯍꯟꯗꯨꯅ ꯄꯣꯠꯊꯣꯛ ꯑꯗꯨꯒꯤ ꯑꯄꯨꯟꯕ ꯚꯦꯜꯌꯨꯗ ꯑꯍꯦꯟꯕ ꯄꯤꯔꯤ꯫ ꯒ꯭ꯂꯣꯕꯦꯜ ꯋꯥꯔꯃꯤꯡꯒꯤ ꯏꯐꯦꯛꯇ ꯑꯅꯤ ꯈꯪꯗꯣꯛꯄ ꯑꯃꯁꯨꯡ ꯁꯟꯗꯣꯛꯅ ꯇꯥꯛꯄꯤꯌꯨ꯫ ꯒ꯭ꯂꯣꯕꯦꯜ ꯋꯥꯔꯃꯤꯡ ꯍꯥꯏꯕꯁꯤ ꯑꯦꯠꯃꯣꯁ꯭ꯐꯤꯌꯔꯗ ꯒ꯭ꯔꯤꯟꯍꯥꯎꯁ ꯒ꯭ꯌꯥꯁꯁꯤꯡ ꯍꯦꯟꯒꯠꯂꯛꯄꯅ ꯃꯔꯝ ꯑꯣꯏꯗꯨꯅ ꯄ꯭ꯔꯤꯊꯤꯕꯤꯒꯤ ꯆꯥꯡꯆꯠꯇ ꯑꯣꯏꯕ ꯇꯦꯝꯄꯦꯔꯦꯆꯔ ꯑꯗꯨ ꯃꯇꯝ ꯁꯥꯡꯅ ꯍꯦꯟꯒꯠꯂꯛꯄꯅꯤ꯫ ꯃꯈꯥꯗ ꯄꯤꯔꯤꯕꯁꯤ ꯒ꯭ꯂꯣꯕꯦꯜ ꯋꯥꯔꯃꯤꯡꯒꯤ ꯏꯐꯦꯛꯇ ꯑꯅꯤꯅꯤ: ꯁꯃꯨꯗ꯭ꯔꯒꯤ ꯂꯦꯚꯦꯜ ꯋꯥꯡꯈꯠꯂꯛꯄ: ꯒ꯭ꯂꯣꯕꯦꯜ ꯋꯥꯔꯃꯤꯡꯒꯤ ꯈ꯭ꯋꯥꯏꯗꯒꯤ ꯈꯨꯗꯣꯡꯊꯤꯅꯤꯉꯥꯏ ꯑꯣꯏꯕ ꯏꯐꯦꯛꯇ ꯑꯃꯗꯤ ꯁꯃꯨꯗ꯭ꯔꯒꯤ ꯂꯦꯚꯦꯜ ꯋꯥꯡꯈꯠꯂꯛꯄꯅꯤ꯫ ꯄ꯭ꯔꯤꯊꯤꯕꯤꯒꯤ ꯇꯦꯝꯄꯦꯔꯦꯆꯔ ꯍꯦꯟꯒꯠꯂꯛꯄꯒ ꯂꯣꯏꯅꯅ ꯄꯣꯂꯥꯔ ꯑꯥꯏꯁ ꯀꯦꯞꯁꯤꯡ ꯑꯁꯤ ꯏꯁꯤꯡꯒꯤ ꯂꯦꯚꯦꯜ ꯋꯥꯡꯈꯠꯂꯛꯂꯤ꯫ ꯔꯤꯄꯣꯔꯠ ꯑꯃꯒꯤ ꯃꯇꯨꯡ ꯏꯟꯅ ꯍꯧꯈꯤꯕ ꯆꯍꯤ ꯇꯔꯥꯒꯤ ꯈꯨꯖꯤꯡ ꯀꯌꯥꯗꯒꯤ ꯃꯥꯂꯦꯝꯒꯤ ꯁꯃꯨꯗ꯭ꯔꯒꯤ ꯂꯦꯚꯦꯜ ꯑꯁꯤ ꯍꯦꯟꯒꯠꯂꯛꯂꯤ, ꯑꯃꯁꯨꯡ ꯍꯧꯈꯤꯕ ꯆꯍꯤ ꯇꯔꯥꯒꯤ ꯈꯨꯖꯤꯡ ꯀꯌꯥꯗ ꯃꯁꯤꯒꯤ ꯆꯥꯡ ꯑꯁꯤ ꯍꯦꯟꯒꯠꯂꯛꯂꯤ꯫ ꯁꯃꯨꯗ꯭ꯔꯒꯤ ꯂꯦꯚꯦꯜ ꯋꯥꯡꯈꯠꯂꯛꯄ ꯑꯁꯤꯅ ꯁꯃꯨꯗ꯭ꯔ ꯈꯣꯡꯕꯥꯜꯒꯤ ꯃꯐꯝꯁꯤꯡꯗ ꯏꯁꯤꯡ ꯏꯆꯥꯎ ꯊꯣꯛꯍꯟꯕ ꯌꯥꯏ, ꯑꯃꯁꯨꯡ ꯑꯀꯟꯕꯥ ꯀꯦꯁꯁꯤꯡꯗꯗꯤ, ꯂꯝꯗꯝꯁꯤꯡ ꯑꯗꯨꯗ ꯂꯩꯔꯤꯕ ꯃꯤꯁꯤꯡ ꯑꯗꯨꯁꯨ ꯃꯐꯝ ꯑꯗꯨꯗꯒꯤ ꯂꯥꯞꯅ ꯂꯩꯕ ꯌꯥꯏ꯫ ꯋꯦꯗꯔ ꯄꯦꯇꯔꯟꯗ ꯑꯍꯣꯡꯕ ꯂꯥꯛꯄ: ꯒ꯭ꯂꯣꯕꯦꯜ ꯋꯥꯔꯃꯤꯡꯒꯤ ꯑꯇꯣꯞꯄ ꯏꯐꯦꯛꯇ ꯑꯃꯗꯤ ꯋꯦꯗꯔ ꯄꯦꯇꯔꯟꯗ ꯑꯍꯣꯡꯕ ꯂꯥꯛꯄꯅꯤ꯫ ꯄ꯭ꯔꯤꯊꯤꯕꯤꯒꯤ ꯇꯦꯝꯄꯦꯔꯦꯆꯔ ꯍꯦꯟꯒꯠꯂꯛꯄꯒ ꯂꯣꯏꯅꯅ ꯃꯁꯤꯅ ꯍꯦꯟꯅ ꯏꯚꯥꯀ꯭ꯌꯨꯑꯦꯁꯟ ꯑꯃꯁꯨꯡ ꯄ꯭ꯔꯦꯁꯤꯄꯤꯇꯦꯁꯟ ꯊꯣꯛꯍꯜꯂꯤ, ꯃꯗꯨꯅ ꯃꯔꯝ ꯑꯣꯏꯗꯨꯅ ꯅꯣꯡꯂꯩ-ꯅꯨꯡꯁꯤꯠ, ꯍꯨꯔꯤꯀꯦꯟ, ꯑꯃꯁꯨꯡ ꯅꯣꯡꯖꯨ-ꯅꯨꯡꯁ ꯈꯥꯏꯗꯅ ꯍꯦꯟꯅ ꯁꯥꯊꯤꯕ ꯋꯦꯗꯔ ꯀꯟꯗꯤꯁꯟꯁꯤꯡ ꯊꯣꯛꯍꯟꯕ ꯌꯥꯏ꯫ ꯈꯨꯗꯝ ꯑꯣꯏꯅ, ꯅꯥꯁꯥꯒꯤ ꯑꯥꯔꯊ ꯑꯣꯕꯖꯔꯕꯦꯇꯔꯤꯒꯤ ꯃꯇꯨꯡ ꯏꯟꯅ, ꯅꯨꯡꯁꯤꯠ ꯍꯦꯟꯒꯠꯂꯛꯄꯅ ꯍꯦꯟꯅ ꯏꯚꯥꯀ꯭ꯌꯨꯑꯦꯁꯟ ꯊꯣꯛꯍꯜꯂꯤ, ꯃꯁꯤꯅ ꯅꯨꯡꯁꯤꯠꯇ ꯍꯦꯟꯅ ꯃꯩꯁ ꯊꯣꯛꯍꯜꯂꯤ꯫ ꯃꯁꯤꯒꯤ ꯑꯣꯟꯅ-ꯇꯩꯅꯕꯗ, ꯅꯣꯡꯖꯨ-ꯅꯨꯡꯁꯥ ꯍꯟꯊꯔꯛꯄ ꯃꯐꯝꯁꯤꯡꯗꯥꯡ, ꯍꯦꯟꯅ ꯋꯥꯡꯕ ꯇꯦꯝꯄꯦꯔꯦꯆꯔꯅ ꯁꯔꯐꯦꯁ ꯃꯣꯏꯁꯆꯔꯒꯤ ꯏꯚꯥꯀ꯭ꯌꯨꯑꯦꯁꯟ ꯍꯦꯟꯒꯠꯍꯟꯗꯨꯅ ꯅꯣꯡꯖꯨ-ꯅꯨꯡꯁꯥꯒꯤ ꯐꯤꯚꯝ ꯐꯒꯠꯍꯜꯂꯤ꯫ ꯋꯦꯗꯔ ꯄꯦꯇꯔꯟꯗ ꯂꯥꯛꯄ ꯑꯍꯣꯡꯕꯁꯤꯡ ꯑꯁꯤꯅ ꯃꯥꯡ-ꯇꯥꯛꯅꯤꯡꯉꯥꯏ ꯑꯣꯏꯕ ꯏꯐꯦꯛꯇꯁꯤꯡ ꯊꯣꯛꯍꯟꯕ ꯌꯥꯏ, ꯃꯗꯨꯅ ꯑꯀꯛꯅꯕ ꯂꯝꯗꯝ ꯈꯔꯗ ꯏꯁꯤꯡꯒꯤ ꯑꯋꯥꯠꯄꯥ ꯊꯣꯛꯍꯜꯂꯤ꯫